ꯀꯨꯝꯆꯥ ꯂꯦꯝꯄꯤ, ꯀꯨꯝꯖꯥ ꯂꯦꯝꯕꯤ ꯍꯥꯏꯅꯁꯨ ꯈꯪꯅꯕꯤ ꯑꯁꯤ ꯑꯔꯤꯕ ꯀꯪꯂꯩꯄꯥꯛ (ꯑꯍꯟꯕ ꯃꯅꯤꯄꯨꯔ)ꯒꯤ ꯃꯩꯇꯩꯒꯤ ꯐꯨꯡꯒꯥ ꯋꯥꯔꯤꯗ ꯌꯥꯎꯕꯤ ꯅꯨꯄꯤ ꯑꯃꯅꯤ꯫ ꯃꯍꯥꯛ ꯑꯁꯤ ꯈꯣꯏꯔꯣꯟꯇꯛꯇ ꯀꯩ ꯑꯃꯅ ꯂꯥꯟꯗꯥꯔꯛꯄꯒꯤ ꯑꯁꯣꯛ-ꯑꯄꯟ ꯅꯪꯂꯕ ꯃꯤꯑꯣꯏ ꯑꯃ ꯑꯣꯏꯅ ꯈꯪꯅꯩ꯫ ꯃꯍꯥꯛꯀꯤ ꯅꯨꯡꯉꯥꯏꯇꯕ ꯊꯧꯗꯣꯛ ꯑꯁꯤ ꯃꯣꯏꯔꯥꯡ ꯀꯪꯂꯩꯔꯣꯜꯒꯤ ꯑꯔꯤꯕ ꯋꯥꯔꯤꯁꯤꯡꯗ ꯇꯣꯏꯅ ꯄꯟꯈꯤ, ꯋꯥꯔꯤ ꯂꯤꯈꯤ ꯑꯃꯁꯨꯡ ꯑꯃꯨꯛ ꯍꯟꯅ ꯍꯟꯅ ꯁꯛꯅ ꯁꯣꯟꯅꯍꯧꯔꯤ, ꯃꯍꯧꯁꯥꯅ ꯄꯦꯅꯥ (ꯏꯁꯩ-ꯅꯣꯡꯃꯥꯏꯒꯤ ꯈꯨꯠꯂꯥꯏ)ꯅ ꯍꯧꯖꯤꯛ ꯐꯥꯎꯕ ꯁꯩꯁꯛ ꯁꯩꯔꯣꯜꯁꯤꯡꯒꯤ ꯈꯨꯠꯊꯥꯡꯗ ꯁꯣꯟꯅꯔꯤ꯫ ꯀꯨꯝꯆꯥ ꯂꯦꯝꯄꯤ ꯑꯁꯤ ꯃꯍꯥꯛꯀꯤ ꯃꯃꯥ ꯂꯩꯈꯤꯗꯕ ꯃꯇꯝꯗ ꯌꯥꯝꯅ ꯄꯤꯛꯈꯤ꯫ ꯃꯇꯝ ꯈꯔꯒꯤ ꯃꯇꯨꯡꯗ ꯃꯍꯥꯛꯀꯤ ꯃꯄꯥꯅ ꯑꯃꯨꯛ ꯍꯟꯅ ꯂꯨꯍꯣꯡꯈꯤ꯫ ꯃꯔꯨꯑꯣꯏꯅ ꯃꯍꯥꯛꯀꯤ ꯃꯄꯥ ꯂꯩꯇ꯭ꯔꯤꯉꯩꯗ, ꯃꯍꯥꯛꯀꯤ ꯃꯃꯥ ꯑꯇꯣꯝꯕꯤꯅ ꯃꯍꯥꯛꯄꯨ ꯌꯥꯝꯅ ꯃꯤꯅꯨꯡꯁꯤ ꯂꯩꯇꯕ ꯑꯃꯁꯨꯡ ꯇꯝꯊꯤꯕ ꯑꯣꯏꯈꯤ꯫ ꯀꯨꯝꯆꯥ ꯂꯦꯝꯄꯤꯅ ꯃꯍꯥꯛꯀꯤ ꯄꯨꯟꯁꯤꯗ ꯃꯍꯥꯛꯀꯤ ꯐꯠꯇꯕ ꯃꯃꯥ ꯑꯇꯣꯝꯕꯤꯗꯒꯤ ꯃꯤꯑꯣꯠ-ꯃꯤꯅꯩ ꯑꯃꯁꯨꯡ ꯁꯥꯊꯤꯕ ꯂꯥꯏꯌꯦꯡꯁꯤꯡ ꯃꯥꯌꯣꯛꯅꯈꯤ꯫ ꯃꯇꯝ ꯑꯃꯗ ꯑꯔꯤꯕ ꯃꯣꯏꯔꯥꯡꯒꯤ ꯅꯤꯡꯊꯧꯅ ꯅꯨꯃꯤꯠ ꯇꯥꯕ ꯃꯇꯝꯗ ꯃꯈꯣꯏꯒꯤ ꯃꯁꯥꯒꯤ ꯌꯨꯝꯗꯒꯤ ꯀꯅꯥꯒꯨꯝꯕ ꯑꯃꯠꯇ ꯊꯣꯛꯂꯣꯏꯗꯕꯅꯤ ꯍꯥꯏꯅ ꯂꯥꯎꯊꯣꯛꯈꯤ, ꯃꯔꯝꯗꯤ ꯈꯣꯏꯔꯦꯟꯇꯛꯇꯒꯤ ꯂꯥꯛꯄ ꯂꯝꯂꯛꯀꯤ ꯀꯩ ꯑꯃꯅ ꯂꯣꯛꯇꯥꯛ ꯄꯥꯠꯀꯤ ꯁꯃꯨꯗ꯭ꯔ ꯈꯣꯡꯕꯥꯜꯒꯤ ꯔꯤꯗꯁꯤꯡꯒꯤ ꯃꯔꯛꯇ ꯅꯤꯡꯇꯝꯅ ꯀꯣꯏꯆꯠ ꯆꯠꯂꯝꯃꯤ꯫ ꯑꯁꯤꯒꯨꯝꯕ ꯄꯥꯎ ꯑꯁꯤ ꯇꯥꯕꯗ, ꯃꯍꯥꯛꯀꯤ ꯂꯥꯏꯔꯕ ꯃꯆꯥꯅꯨꯄꯤ ꯑꯇꯣꯝꯕꯤꯗꯒꯤ ꯅꯥꯟꯊꯣꯛꯅꯕ ꯑꯣꯏꯊꯣꯛꯄ ꯌꯥꯕ ꯈꯨꯗꯣꯡꯆꯥꯕ ꯈꯨꯗꯤꯡꯃꯛ ꯊꯤꯔꯤꯕ ꯀꯨꯝꯆꯥ ꯂꯦꯝꯄꯤꯒꯤ ꯃꯃꯥ ꯑꯇꯣꯝꯕꯤꯅ ꯅꯨꯃꯤꯗꯥꯡꯋꯥꯏꯔꯝꯒꯤ ꯃꯇꯝꯗ ꯀꯨꯝꯆꯥ ꯂꯦꯝꯄꯤꯕꯨ ꯂꯣꯛꯇꯥꯛ ꯄꯥꯠꯀꯤ ꯇꯣꯔꯕꯥꯟꯗ ꯊꯥꯈꯤ, ꯃꯍꯥꯛꯄꯨ ꯅꯨꯃꯤꯠ ꯑꯗꯨꯒꯤ ꯅꯨꯃꯤꯗꯥꯡꯒꯤ ꯆꯥꯛꯂꯦꯟ ꯑꯗꯨꯒꯤꯗꯃꯛ ꯄꯣꯂꯥꯡ ꯃꯄꯨꯡ ꯐꯥꯕ ꯄꯥꯝꯕꯤꯁꯤꯡ ("ꯌꯦꯜꯂꯥꯡ ꯀꯣꯡꯉꯣꯏ") ꯈꯣꯝꯖꯤꯟꯅꯕ ꯍꯥꯏꯈꯤ, ꯑꯃꯁꯨꯡ ꯀꯔꯤꯒꯨꯝꯕ ꯃꯍꯥꯛꯅ ꯃꯉꯣꯟꯗ ꯄꯨꯔꯛꯀꯅꯤ ꯍꯥꯏꯅ ꯍꯥꯏꯔꯤꯕ ꯑꯗꯨ ꯄꯨꯔꯛꯇ꯭ꯔꯕꯗꯤ ꯃꯌꯨꯝꯗ ꯍꯜꯂꯛꯂꯣꯏ ꯍꯥꯏꯅ ꯍꯥꯏꯈꯤ꯫ ꯄꯣꯂꯥꯡ ꯊꯟꯅꯕ ꯃꯅꯥ-ꯃꯁꯤꯡꯁꯤꯡ ꯈꯣꯝꯖꯤꯟꯕ ꯃꯇꯝꯗ ꯊꯦꯡꯅꯔꯛꯈꯤ꯫ ꯃꯍꯥꯛꯀꯤ ꯂꯝꯕꯤꯗ ꯃꯍꯥꯛꯄꯨ ꯈꯣꯏꯔꯦꯟꯇꯛ ꯀꯩ ꯍꯥꯏꯅ ꯀꯧꯕ ꯃꯤꯑꯣꯏ ꯑꯗꯨꯅ ꯎꯈꯤ ꯑꯃꯁꯨꯡ ꯑꯔꯣꯏꯕꯗ ꯃꯍꯥꯛꯄꯨ ꯆꯔꯥ ꯍꯦꯟꯕ ꯁꯥ ꯑꯗꯨꯅ ꯆꯥꯍꯟꯈꯤ꯫ ꯃꯍꯥꯛꯀꯤ ꯍꯛꯆꯥꯡꯒꯤ ꯂꯦꯝꯍꯧꯕꯁꯤꯡ ꯑꯗꯨ ꯅꯤꯡꯊꯧꯒꯤ ꯐꯝꯅꯥꯏꯕꯁꯤꯡꯅ ꯐꯪꯂꯛꯄ ꯃꯇꯝꯗ ꯅꯨꯄꯥ ꯑꯅꯤꯅ ꯊꯣꯏꯕꯤꯒ ꯊꯣꯏꯕꯤꯒ ꯂꯨꯍꯣꯡꯕꯒꯤ ꯂꯥꯟ ꯑꯗꯨꯒꯤ ꯂꯥꯏꯒꯤ ꯑꯣꯏꯕ ꯑꯋꯥꯕ ꯑꯃ ꯑꯣꯏꯅ ꯈꯨꯃꯟ ꯈꯝꯕ ꯑꯃꯁꯨꯡ ꯅꯣꯡꯕꯟ ꯌꯥꯊꯪ ꯄꯤꯈꯤꯕ ꯃꯣꯏꯔꯥꯡꯒꯤ ꯅꯤꯡꯊꯧꯒꯤ ꯅꯥꯀꯣꯡꯗ ꯄꯥꯎ ꯑꯗꯨ ꯌꯧꯔꯛꯈꯤ꯫ ꯅꯤꯡꯊꯧ ꯂꯩꯕꯥꯛ ꯑꯁꯤꯒꯤ ꯑꯃꯠꯇ ꯉꯥꯏꯔꯕ ꯅꯤꯡꯊꯧ ꯃꯆꯥꯅꯨꯄꯤꯅꯤ꯫ ꯂꯣꯏꯅꯁꯤꯟꯂꯣꯟ ꯃꯩꯇꯩ ꯁꯥꯍꯤꯇ꯭ꯌ (ꯃꯅꯤꯄꯨꯔꯤ ꯁꯥꯍꯤꯇ꯭ꯌ)ꯗ ꯅꯨꯄꯤ ꯀꯨꯝꯆꯥ ꯂꯦꯝꯄꯤ (ꯀꯨꯝꯖꯥ ꯂꯦꯝꯕꯤ) ꯑꯁꯤ ꯀꯪꯂꯩꯄꯥꯛꯀꯤ ꯆꯤꯡꯁꯤꯡꯒꯤ ('ꯃꯅꯤꯄꯨꯔ') ꯒꯤ ꯀꯕꯨꯏ ꯐꯨꯔꯨꯞꯀꯤ ꯅꯨꯄꯤꯃꯆꯥ ꯑꯃꯒꯤ ꯃꯔꯨꯞ ꯑꯃ ꯑꯣꯏꯅ ꯐꯣꯡꯗꯣꯛꯂꯤ꯫ ꯃꯍꯥꯛꯀꯤ ꯀꯥꯕꯨꯏ ꯃꯔꯨꯞ ꯑꯗꯨ ꯃꯇꯨꯡꯗ ꯇꯥꯏꯕꯪ ꯃꯄꯨ ꯊꯥꯡꯆꯤꯡ (ꯊꯥꯡꯖꯤꯡ)ꯅ ꯊꯧꯖꯥꯜꯕꯤꯕ "ꯆꯤꯡꯊ꯭ꯔꯥꯎ" ꯀꯧꯕ ꯂꯩ ꯑꯃ ꯑꯣꯏꯔꯛꯈꯤ꯫ ꯀꯨꯝꯖꯥ ꯂꯦꯝꯕꯤꯅ ꯃꯍꯥꯛꯀꯤ ꯃꯔꯨꯞꯀꯤ ꯃꯃꯤꯡ ꯑꯁꯤ "ꯆꯤꯡ-ꯊ꯭ꯔꯥꯎ" ꯍꯥꯏꯅ ꯑꯃꯨꯛ ꯍꯟꯅ ꯍꯤꯡꯍꯟꯈꯤ, ꯃꯁꯤ ꯆꯤꯡ', 'ꯊꯥꯔꯣ' ꯑꯃꯁꯨꯡ 'ꯄꯥꯏꯊꯥ' ꯍꯥꯏꯕ ꯋꯥꯍꯩꯁꯤꯡ ꯑꯁꯤꯅ ꯁꯦꯝꯕꯅꯤ꯫ ꯊꯥꯡꯆꯤꯡ ꯅꯠꯇ꯭ꯔꯒ ꯊꯥꯡꯖꯤꯡ ꯑꯁꯤ ꯃꯩꯇꯩ ꯂꯥꯏꯅꯤꯡ ꯑꯃꯗꯤ ꯑꯔꯤꯕ ꯃꯇꯝꯒꯤ ꯀꯪꯂꯩꯄꯥꯛ (ꯑꯔꯤꯕ ꯃꯅꯤꯄꯨꯔ)ꯒꯤ ꯂꯥꯏꯅꯤꯡꯒꯤ ꯑꯣꯏꯕ ꯑꯔꯤꯕ ꯃꯇꯝꯒꯤ ꯂꯥꯏ ꯑꯃꯅꯤ꯫ ꯃꯍꯥꯛ ꯑꯁꯤ ꯑꯔꯤꯕ ꯃꯣꯏꯔꯥꯡꯒꯤ ꯃꯣꯏꯔꯥꯡ ꯅꯤꯡꯊꯧ ꯁꯥꯒꯩꯒꯤ ꯂꯩꯉꯥꯛꯂꯤꯕ ꯂꯥꯏꯅꯤ꯫ ꯃꯍꯥꯛ ꯀꯪꯐꯥꯜꯅ ꯀꯣꯏꯁꯤꯟꯕ ꯁꯃꯨꯗ꯭ꯔ, ꯂꯣꯛꯇꯥꯛ ꯄꯥꯠꯀꯤ ꯇꯣꯔꯕꯥꯟꯗ ꯈ꯭ꯋꯥꯏꯗꯒꯤ ꯋꯥꯡꯅ ꯁꯥꯁꯟ ꯇꯧꯔꯤ꯫ ꯃꯍꯥꯛ ꯑꯁꯤ ꯀꯥꯔꯗꯤꯅꯦꯜ ꯎꯃꯪ ꯂꯥꯏ ꯃꯔꯤꯒꯤ ꯃꯅꯨꯡꯗ ꯑꯃꯅꯤ꯫ ꯈꯥ-ꯅꯣꯡꯆꯨꯞ ꯊꯪꯕ ꯃꯥꯏꯀꯩꯒꯤ ꯉꯥꯛ-ꯁꯦꯟꯕ ꯑꯁꯤ ꯊꯥꯡꯖꯤꯡ ꯑꯃꯁꯨꯡ ꯑꯇꯣꯞꯄ ꯃꯥꯏꯀꯩꯁꯤꯡ ꯑꯁꯤ ꯀꯣꯎꯕ꯭ꯔꯨ (ꯑꯋꯥꯡ ꯅꯣꯡꯆꯨꯞ), ꯃꯥꯔꯖꯤꯡ (ꯑꯋꯥꯡ ꯅꯣꯡꯄꯣꯛ) ꯑꯃꯁꯨꯡ ꯋꯥꯡꯕ꯭ꯔꯦꯟ (ꯈꯥ-ꯅꯣꯡꯄꯣꯛ)ꯗ ꯇꯥꯛꯏ꯫ ꯀꯕꯨꯏ ꯃꯤꯌꯥꯝ (ꯏꯟꯄꯨꯏ ꯃꯤꯌꯥꯝ ꯅꯠꯇ꯭ꯔꯒ ꯔꯣꯡꯃꯩ ꯃꯤꯌꯥꯝ ꯍꯥꯏꯅꯁꯨ ꯈꯪꯅꯕ) ꯑꯁꯤ ꯑꯋꯥꯡ-ꯅꯣꯡꯄꯣꯛ ꯚꯥꯔꯠꯀꯤ ꯔꯥꯖ꯭ꯌ ꯃꯅꯤꯄꯨꯔꯗ ꯂꯩꯕ ꯇꯤꯕꯦꯇꯣ-ꯕꯔꯃꯟꯒꯤ ꯃꯍꯧꯁꯥꯒꯤ ꯑꯣꯏꯕ ꯀꯥꯡꯂꯨꯞ ꯑꯃꯅꯤ꯫